ꯅꯤꯎꯇꯟꯒꯤ ꯑꯅꯤꯁꯨꯕ ꯂꯣ ꯑꯣꯐ ꯃꯣꯁꯟ ꯑꯁꯤꯅ ꯐꯣꯔꯁ, ꯃꯥꯁ ꯑꯃꯁꯨꯡ ꯑꯦꯁꯤꯂꯔꯦꯁꯟꯒꯤ ꯃꯔꯛꯇ ꯂꯩꯔꯤꯕ ꯃꯔꯤ ꯑꯁꯤ ꯀꯔꯝꯅ ꯁꯟꯗꯣꯛꯅ ꯇꯥꯛꯄꯒ ꯅꯤꯎꯇꯟꯒꯤ ꯑꯅꯤꯁꯨꯕ ꯂꯣ ꯑꯣꯐ ꯃꯣꯁꯟ ꯑꯁꯤꯅ ꯍꯥꯏꯔꯤ ꯃꯗꯨꯗꯤ ꯄꯣꯠꯁꯛ ꯑꯃꯒꯤ ꯑꯦꯁꯤꯂꯔꯦꯁꯟ ꯑꯁꯤ ꯃꯗꯨꯗ ꯑꯦꯛꯇꯤꯕ ꯑꯣꯏꯔꯤꯕ ꯅꯦꯠ ꯐꯣꯔꯁ ꯑꯗꯨꯒ ꯍꯛꯊꯦꯡꯅꯅ ꯄ꯭ꯔꯣꯄꯣꯔꯁ꯭ꯅꯦꯜ ꯑꯣꯏ ꯑꯃꯁꯨꯡ ꯃꯁꯤꯒꯤ ꯃꯥꯁ ꯀꯥ ꯏꯟꯕꯔꯁ ꯑꯣꯏꯅ ꯄ꯭ꯔꯣꯄꯣꯔꯁ꯭ꯑꯦꯜ ꯑꯣꯏ꯫ ꯃꯁꯤꯒꯤ ꯃꯔꯤ ꯑꯁꯤ ꯃꯦꯊꯃꯦꯇꯤꯛ ꯑꯣꯏ ꯍꯥꯏꯅ ꯔꯤꯄꯔꯗꯛꯇ ꯇꯧꯕ ꯌꯥꯏ, ꯃꯐꯝ ꯑꯗꯨꯗ ꯄꯣꯠꯁꯛ ꯑꯃꯗ ꯊꯕꯛ ꯇꯧꯔꯤꯕ ꯐꯣꯔꯁ ꯑꯗꯨ ꯇꯥꯛꯏ, ꯄꯣꯠꯁꯛ ꯑꯗꯨꯒꯤ ꯃꯥꯁ ꯑꯗꯨ ꯇꯥꯛꯏ, ꯑꯃꯁꯨꯡ ꯃꯁꯤꯒꯤ ꯑꯦꯁꯤꯂꯔꯦꯁꯟ ꯑꯗꯨ ꯇꯥꯛꯏ꯫ ꯍꯦꯟꯅ ꯂꯥꯏꯕ ꯋꯥꯍꯟꯊꯣꯛ ꯑꯃꯗ, ꯑꯥꯏꯟ ꯑꯁꯤꯅ ꯇꯥꯛꯄꯗꯤ ꯍꯦꯟꯅ ꯆꯥꯎꯕ ꯃꯥꯁ ꯑꯣꯏꯕ ꯄꯣꯠꯁꯛ ꯑꯃꯅ ꯍꯦꯟꯅ ꯆꯥꯎꯕ ꯃꯥꯁ ꯑꯣꯏꯕ ꯄꯣꯠꯁꯛ ꯑꯃꯒ ꯃꯥꯟꯅꯅ ꯈꯣꯟꯖꯦꯜ ꯌꯥꯡꯅ ꯆꯦꯟꯕ ꯉꯝꯅꯕ ꯍꯦꯟꯅ ꯆꯥꯎꯕ ꯐꯣꯔꯁ ꯑꯃ ꯃꯊꯧ ꯇꯥꯒꯅꯤ꯫ ꯃꯁꯤꯒꯤ ꯑꯣꯟꯅ-ꯇꯩꯅꯕꯗ, ꯑꯄꯤꯕ ꯐꯣꯔꯁ ꯑꯃꯒꯤ ꯑꯣꯏꯅꯗꯤ, ꯀꯔꯤꯒꯨꯝꯕ ꯄꯣꯠꯁꯛ ꯑꯃꯒꯤ ꯑꯦꯁꯤꯂꯔꯦꯁꯟ ꯑꯁꯤ ꯀꯔꯤꯒꯨꯝꯕ ꯃꯗꯨꯒꯤ ꯃꯥꯁ ꯑꯗꯨ ꯍꯦꯟꯅ ꯅꯦꯝꯂꯕꯗꯤ ꯍꯦꯟꯅ ꯆꯥꯎꯒꯅꯤ꯫ ꯈꯨꯗꯝ ꯑꯣꯏꯅ, ꯄꯣꯠꯁꯛ ꯑꯅꯤ, ꯑꯃꯅ ꯀꯤꯂꯣꯒ꯭ꯔꯥꯝ ꯑꯃꯒꯤ ꯃꯥꯁ ꯑꯣꯏꯕ ꯑꯃꯁꯨꯡ ꯑꯇꯣꯞꯄ ꯑꯃꯅ ꯀꯤꯂꯣꯒ꯭ꯔꯥꯝ ꯇꯔꯥꯒꯤ ꯃꯥꯁ ꯂꯩꯕ, ꯆꯞ ꯃꯥꯟꯅꯕ ꯐꯣꯔꯁꯀ ꯂꯣꯏꯅꯅ ꯄꯨꯁꯤꯜꯂꯛꯄ ꯑꯗꯨ ꯈꯟꯕꯤꯌꯨ꯫ ꯑꯅꯤꯁꯨꯕ ꯑꯥꯏꯟꯒꯤ ꯃꯇꯨꯡ ꯏꯟꯅ, ꯌꯥꯝꯅ ꯄꯤꯛꯄ ꯃꯥꯁ ꯀꯤꯂꯣꯒ꯭ꯔꯥꯝ ꯑꯃ ꯂꯩꯕ ꯄꯣꯠꯁꯛ ꯑꯗꯨꯅ ꯍꯦꯟꯅ ꯆꯥꯎꯕ ꯃꯥꯁ ꯀꯤꯂꯣꯒ꯭ꯔꯥꯝ ꯇꯔꯥ ꯂꯩꯕ ꯄꯣꯠꯁꯛ ꯑꯗꯨꯗꯒꯤ ꯁꯔꯨꯛ ꯇꯔ ꯍꯦꯟꯅ ꯈꯣꯡꯖꯦꯜ ꯌꯥꯡꯒꯅꯤ꯫ ꯃꯁꯤꯒꯤ ꯃꯔꯝꯗꯤ ꯑꯦꯁꯤꯂꯔꯦꯁꯟ ꯑꯁꯤ ꯄꯣꯠꯁꯛ ꯑꯗꯨꯒꯤ ꯃꯥꯁ ꯑꯗꯨꯒ ꯃꯥꯟꯅꯗꯕ ꯃꯑꯣꯡꯗ ꯄ꯭ꯔꯣꯄꯣꯔꯁ꯭ꯅꯦꯜ ꯑꯣꯏ꯫ ꯃꯔꯝ ꯑꯗꯨꯅ ꯑꯅꯤꯁꯨꯕ ꯂꯣ ꯑꯣꯐ ꯃꯣꯁꯟ ꯑꯁꯤꯅ ꯄꯣꯠꯁꯛ ꯑꯃꯒꯤ ꯐꯣꯔꯁ, ꯃꯥꯁ ꯑꯃꯁꯨꯡ ꯑꯦꯁꯤꯂꯔꯦꯁꯟ ꯑꯁꯤ ꯀꯔꯝꯅ ꯃꯔꯤ ꯂꯩꯅꯕꯒꯦ ꯑꯃꯁꯨꯡ ꯃꯁꯤꯡ ꯑꯁꯤꯒꯤ ꯃꯅꯨꯡꯗ ꯑꯃꯗꯤ ꯑꯍꯣꯡꯕ ꯂꯥꯛꯄꯅ ꯑꯇꯣꯞꯄꯁꯤꯡꯗ ꯀꯔꯝꯅ ꯁꯣꯛꯍꯟꯕꯒꯦ ꯍꯥꯏꯕꯗꯨ ꯁꯟꯗꯣꯛꯅ ꯇꯥꯛꯂꯤ꯫ ꯀꯝꯄ꯭ꯌꯨꯇꯔ ꯚꯥꯏꯔꯁ ꯑꯃꯒ ꯂꯣꯏꯅꯅ ꯊꯦꯡꯅꯅꯕ ꯁꯣꯂꯨꯁꯟ ꯑꯃ ꯄꯤꯌꯨ꯫ ꯀꯔꯤꯒꯨꯝꯕ ꯅꯍꯥꯛꯀꯤ ꯀꯝꯄ꯭ꯌꯨꯇꯔ ꯑꯗꯨ ꯚꯥꯏꯔꯁ ꯑꯃꯅ ꯏꯟꯐꯦꯛꯇ ꯇꯧꯔꯕꯗꯤ, ꯄ꯭ꯔꯣꯕ꯭ꯂꯦꯝ ꯑꯗꯨ ꯀꯣꯛꯍꯟꯅꯕ ꯅꯍꯥꯛꯅ ꯂꯧꯈꯠꯄ ꯌꯥꯕ ꯈꯣꯡꯊꯥꯡ ꯀꯌꯥ ꯂꯩ - ꯏꯟꯇꯔꯅꯦꯠꯇꯒꯤ ꯗꯤꯁꯀꯥꯅꯦꯛꯇ ꯇꯧꯕ - ꯃꯁꯤꯅ ꯚꯥꯏꯔꯁ ꯑꯗꯨ ꯑꯇꯩ ꯗꯤꯚꯥꯏꯁꯁꯤꯡꯗ ꯁꯟꯗꯣꯛꯄ ꯅꯠꯇꯔꯒ ꯅꯍꯥꯛꯀꯤ ꯀꯝꯄ꯭ꯌꯨꯇꯔꯗꯒꯤ ꯍꯦꯀꯥꯔ ꯑꯃꯗ ꯁꯦꯟꯁꯤꯇꯤꯚ ꯑꯣꯏꯕ ꯏꯟꯐꯣꯔꯃꯦꯁꯟ ꯊꯥꯕ ꯊꯤꯡꯒꯅꯤ꯫ ꯁꯦꯐ ꯃꯣꯗꯇꯥ ꯆꯪꯎ - ꯅꯍꯥꯛꯀꯤ ꯀꯝꯄ꯭ꯌꯨꯇꯔ ꯑꯗꯨ ꯁꯦꯐ ꯃꯣꯗꯇꯥ ꯑꯃꯨꯛ ꯍꯟꯅ ꯁ꯭ꯇꯥꯔꯠ ꯇꯧ, ꯃꯗꯨꯅ ꯅꯍꯥꯛꯅ ꯃꯗꯨ ꯂꯧꯊꯣꯛꯅꯕ ꯊꯕꯛ ꯇꯧꯔꯤꯉꯩꯗ ꯚꯥꯏꯔꯁ ꯑꯗꯨ ꯆꯠꯄ ꯊꯤꯡꯒꯅꯤ꯫ ꯃꯇꯝ ꯈꯔꯒꯤ ꯑꯣꯏꯕ ꯐꯥꯏꯜꯁꯤꯡ ꯃꯨꯠꯊꯠꯄ - ꯃꯁꯤꯅ ꯃꯐꯝ ꯍꯦꯟꯅ ꯐ꯭ꯔꯤ ꯑꯣꯏꯍꯟꯒꯅꯤ ꯑꯃꯁꯨꯡ ꯚꯥꯏꯔꯁ ꯈꯔꯗꯤ ꯂꯧꯊꯣꯛꯄꯗ ꯃꯇꯦꯡ ꯄꯥꯡꯒꯅꯤ꯫ ꯚꯥꯏꯔꯁ ꯁ꯭ꯀꯦꯟ ꯑꯃ ꯆꯠꯊꯕ - ꯅꯍꯥꯛꯀꯤ ꯀꯝꯄ꯭ꯌꯨꯇꯔꯗ ꯚꯥꯏꯔꯁ ꯑꯃꯁꯨꯡ ꯑꯇꯩ ꯃꯥꯜꯋꯥꯌꯔꯁꯤꯡꯒꯤꯗꯃꯛ ꯁ꯭ꯀꯦꯟ ꯇꯧꯅꯕ ꯊꯥꯖꯕ ꯌꯥꯕ ꯑꯦꯟꯇꯤꯚꯥꯏꯔꯁ ꯄ꯭ꯔꯣꯒ꯭ꯔꯥꯝ ꯑꯃ ꯁꯤꯖꯤꯟꯅꯧ꯫ ꯁ꯭ꯀꯦꯟ ꯇꯧꯗ꯭ꯔꯤꯉꯩꯗ ꯅꯍꯥꯛꯀꯤ ꯑꯦꯟꯇꯤꯚꯥꯏꯔꯁ ꯁꯣꯐ꯭ꯇꯋꯥꯌꯔ ꯑꯗꯨ ꯑꯞꯗꯦꯠ ꯑꯣꯏꯕ꯭ꯔꯥ ꯍꯥꯏꯕꯗꯨ ꯌꯦꯡꯎ꯫ ꯚꯥꯏꯔꯁ ꯑꯗꯨ ꯂꯧꯊꯣꯛꯎ -ꯅꯍꯥꯛꯀꯤ ꯀꯝꯄ꯭ꯌꯨꯇꯔꯗꯒꯤ ꯚꯥꯏꯔꯁ ꯑꯗꯨ ꯂꯧꯊꯣꯛꯅꯕꯒꯤꯗꯃꯛ ꯑꯦꯟꯇꯤꯚꯥꯏꯔꯁ ꯁꯣꯐ꯭ꯇꯋꯥꯌꯔꯒꯤ ꯏꯟꯁꯇ꯭ꯔꯛꯁꯟꯁꯤꯡ ꯏꯟꯒꯗꯕꯅꯤ꯫ ꯅꯍꯥꯛꯀꯤ ꯁꯣꯐ꯭ꯇꯋꯥꯌꯔ ꯑꯗꯨ ꯑꯞꯗꯦꯠ ꯇꯧ - ꯚꯥꯏꯔꯁ ꯑꯗꯨ ꯂꯧꯊꯣꯛꯈ꯭ꯔꯕ ꯃꯇꯨꯡꯗ, ꯇꯨꯡꯗ ꯂꯥꯛꯀꯗꯕ ꯏꯟꯐꯦꯛꯁꯟꯁꯤꯡ ꯊꯤꯡꯅꯕ ꯅꯍꯥꯛꯀꯤ ꯁꯣꯐ꯭ꯇꯋꯥꯌꯔ ꯄꯨꯝꯅꯃꯛ ꯃꯇꯝꯒ ꯆꯥꯟꯅꯕ ꯑꯣꯏꯕ꯭ꯔꯥ ꯍꯥꯏꯕꯗꯨ ꯌꯦꯡꯎ꯫ ꯅꯍꯥꯛꯀꯤ ꯄꯥꯁꯋꯥꯔꯗꯁꯤꯡ ꯍꯣꯡꯗꯣꯛꯄ - ꯆꯦꯛꯁꯤꯟ ꯊꯧꯔꯥꯡ ꯑꯃ ꯑꯣꯏꯅ ꯅꯍꯥꯛꯀꯤ ꯄꯥꯁꯋꯥꯔꯗ ꯄꯨꯝꯅꯃꯛ ꯍꯣꯡꯗꯣꯛꯎ, ꯃꯔꯨꯑꯣꯏꯅ ꯀꯔꯤꯒꯨꯝꯕ ꯅꯍꯥꯛꯅ ꯚꯥꯏꯔꯁ ꯑꯗꯨꯅ ꯅꯍꯥꯛꯀꯤ ꯄꯔꯁꯣꯅꯦꯜ ꯏꯟꯐꯣꯔꯃꯦꯁꯟ ꯑꯗꯨ ꯍꯨꯔꯥꯟꯈꯤꯕꯅꯤ ꯍꯥꯏꯅ ꯈꯜꯂꯕꯗꯤ, ꯇꯨꯡꯗ ꯍꯦꯟꯅ ꯆꯦꯛꯁꯤꯟꯒꯗꯕꯅꯤ꯫ ꯃꯇꯝ ꯄꯨꯝꯅꯃꯛꯇ ꯂꯤꯡ꯭ꯀꯁꯤꯡꯗ ꯀ꯭ꯂꯤꯛ ꯇꯧꯕ ꯅꯠꯇꯔꯒ ꯃꯁꯛ ꯈꯪꯗꯕ ꯁꯣꯔꯁꯁꯤꯡꯗꯒꯤ ꯑꯦꯇꯦꯆꯃꯦꯟꯇꯁꯤꯡ ꯗꯥꯎꯟꯂꯣꯗ ꯇꯧꯕꯗ ꯆꯦꯛꯁꯤꯟꯒꯗꯕꯅꯤ, ꯑꯃꯁꯨꯡ ꯇꯨꯡꯗ ꯏꯟꯐꯦꯛꯁꯟꯁꯤꯡ ꯂꯥꯛꯁꯤꯟꯅꯕ ꯅꯍꯥꯛꯀꯤ ꯑꯦꯟꯇꯤꯚꯥꯏꯔꯁ ꯁꯣꯐ꯭ꯇꯋꯥꯌꯔ ꯑꯃꯁꯨꯡ ꯑꯇꯩ ꯄ꯭ꯔꯣꯒ꯭ꯔꯥꯝꯁꯤꯡ ꯑꯗꯨ ꯃꯇꯝꯒ ꯆꯥꯟꯅꯕ ꯑꯣꯏꯅ ꯊꯝꯒꯗꯕꯅꯤ꯫